ꯃꯈꯥꯒꯤ ꯋꯥꯍꯩꯁꯤꯡ ꯑꯁꯤ ꯁꯤꯖꯤꯟꯅꯗꯨꯅ ꯊꯨꯅ ꯋꯥꯔꯤ ꯑꯃ ꯁꯦꯝꯃꯨ ꯃꯤꯠꯌꯦꯡ ꯃꯍꯩ ꯃꯔꯣꯡ ꯁꯃꯨꯗ꯭ꯔ ꯌꯥꯝꯅ ꯂꯥꯞꯅ ꯂꯩꯕ ꯂꯝ ꯑꯃꯗ ꯃꯗꯨ ꯂꯩꯔꯤꯕ ꯀꯅꯥꯒꯨꯝꯕ ꯑꯃꯗ ꯑꯁꯤꯕ ꯄꯤꯕ ꯉꯝꯕ ꯃꯦꯖꯤꯀꯦꯜ ꯍꯔꯕ ꯑꯃꯒꯤ ꯃꯇꯥꯡꯗ ꯉꯥꯡꯂꯝꯕ ꯁꯛꯇꯤ ꯂꯩꯕ ꯋꯥꯔꯤ ꯑꯃ ꯂꯩꯔꯝꯃꯤ꯫ ꯂꯤꯖꯦꯟꯗꯁꯤꯡꯅ ꯍꯥꯏꯈꯤ ꯃꯗꯨꯗꯤ ꯃꯁꯤ ꯁꯃꯨꯗ꯭ꯔꯒꯤ ꯈ꯭ꯋꯥꯏꯗꯒꯤ ꯂꯨꯔꯕ ꯁꯔꯨꯛ ꯑꯗꯨꯒꯤ ꯃꯈꯥꯗ ꯂꯩꯕ ꯃꯐꯝ ꯈꯛꯇꯗ ꯐꯪꯒꯅꯤ ꯃꯁꯤ ꯃꯤꯑꯣꯏ ꯑꯃꯠꯇꯅ ꯀꯩꯗꯧꯅꯨꯡꯗ ꯌꯧꯕ ꯉꯝꯗꯕ ꯃꯐꯝ ꯑꯃꯅꯤ꯫ ꯊꯧꯅ ꯐꯕꯥ ꯊꯋꯥꯏ ꯀꯌꯥꯅ ꯃꯍꯩ ꯃꯔꯣꯡ ꯑꯗꯨ ꯂꯧꯊꯣꯛꯅꯕ ꯍꯣꯠꯅꯔꯝꯃꯤ ꯑꯗꯨꯕꯨ ꯃꯈꯣꯏꯒꯤ ꯋꯥꯔꯤꯁꯤꯡ ꯑꯗꯨ ꯐꯣꯡꯗꯣꯛꯅꯕ ꯀꯅꯥ ꯑꯃꯠꯇꯅ ꯍꯜꯂꯛꯈꯤꯗꯦ꯫ ꯁꯃꯨꯗ꯭ꯔ ꯑꯁꯤꯅ ꯃꯁꯤꯒꯤ ꯑꯋꯥꯡꯕ ꯃꯐꯝꯁꯤꯡꯗ ꯆꯦꯂꯦꯟꯖ ꯇꯧꯅꯕ ꯊꯧꯅ ꯐꯕꯥ ꯃꯤꯑꯣꯏ ꯑꯃꯕꯨ ꯃꯤꯅꯨꯡꯁꯤ ꯂꯩꯇ꯭ꯔꯕ ꯃꯑꯣꯡꯗ ꯀ꯭ꯂꯦꯝ ꯇꯧꯈꯤ꯫ ꯑꯗꯨꯕꯨ ꯅꯨꯃꯤꯠ ꯑꯃꯗ ꯅꯍꯥ ꯑꯣꯏꯔꯤꯕ ꯑꯦꯗꯚꯦꯟꯆꯔ ꯑꯃꯅ ꯁꯃꯨꯗ꯭ꯔꯒꯤ ꯈꯨꯗꯣꯡꯊꯤꯕꯁꯤꯡ ꯑꯗꯨ ꯊꯧꯅ ꯐꯅꯥ ꯂꯥꯟꯊꯦꯡꯅꯗꯨꯅ ꯃꯤꯇꯩꯔꯣꯟꯗ ꯉꯥꯡꯅꯔꯤꯕ ꯃꯍꯩ ꯃꯔꯣꯡ ꯑꯗꯨ ꯊꯤꯅꯕ ꯋꯥꯔꯦꯞ ꯂꯧꯈꯤ꯫ ꯃꯍꯥꯛꯀꯤ ꯊꯧꯅ ꯅꯠꯇꯅ ꯑꯇꯩ ꯀꯔꯤꯁꯨ ꯂꯩꯔꯝꯗꯦ ꯃꯍꯥꯛꯅ ꯃꯍꯥꯛꯀꯤ ꯈꯣꯡꯆꯠ ꯑꯗꯨ ꯁꯃꯨꯗ꯭ꯔꯒꯤ ꯂꯝꯕꯦꯜꯗ ꯍꯧꯈꯤ꯫ ꯁꯇꯔꯣꯛ ꯈꯨꯗꯤꯡꯃꯛꯇ ꯏꯁꯤꯡꯒꯤ ꯑꯔꯨꯝꯕ ꯑꯗꯨ ꯃꯍꯥꯛꯀꯤ ꯃꯊꯛꯇ ꯍꯟꯖꯤꯟ ꯍꯟꯖꯤꯟ ꯂꯥꯛꯄ ꯐꯥꯎꯈꯤ ꯑꯗꯨꯕꯨ ꯃꯍꯥꯛ ꯂꯦꯞꯄ ꯂꯩꯇꯅ ꯂꯥꯛꯈꯤ꯫ ꯑꯔꯣꯏꯕꯗ ꯃꯇꯝ ꯆꯨꯞꯄꯒꯤ ꯑꯣꯏꯅ ꯎꯕꯥ ꯐꯪꯂꯕ ꯃꯇꯨꯡꯗ ꯃꯍꯥꯛ ꯁꯃꯨꯗ꯭ꯔ ꯈꯣꯡꯕꯥꯜꯗ ꯌꯧꯔꯛꯈꯤ꯫ ꯑꯗꯨꯒ ꯃꯐꯝ ꯑꯗꯨꯗ ꯀꯣꯔꯜ ꯑꯃꯁꯨꯡ ꯁꯃꯨꯗ꯭ꯔꯒꯤ ꯖꯤꯕꯁꯤꯡꯒꯤ ꯃꯔꯛꯇ ꯊꯨꯡꯂꯔꯕ ꯃꯇꯨꯡꯗ ꯃꯍꯥꯛꯅ ꯃꯍꯩ ꯃꯔꯣꯡ ꯑꯗꯨ ꯐꯪꯈꯤ꯫ ꯃꯁꯤ ꯊꯣꯏꯗꯣꯛꯄ ꯃꯉꯥꯜ ꯑꯃꯅ ꯃꯉꯥꯜ ꯄꯤꯔꯛꯈꯤ ꯆꯥꯎꯔꯥꯛꯅ ꯃꯍꯥꯛꯄꯨ ꯂꯧꯅꯕ ꯏꯪꯒꯤꯠ ꯇꯧꯔꯛꯈꯤ꯫ ꯅꯍꯥ ꯑꯣꯏꯔꯤꯕ ꯑꯦꯗꯚꯦꯟꯆꯔ ꯑꯗꯨꯅ ꯆꯦꯛꯁꯤꯟꯅ ꯃꯍꯩ ꯃꯔꯣꯡ ꯑꯗꯨ ꯃꯗꯨꯒꯤ ꯂꯦꯡꯖꯨꯝ ꯃꯐꯝꯗꯒꯤ ꯂꯧꯊꯣꯛꯈꯤ ꯑꯃꯁꯨꯡ ꯃꯊꯛꯇ ꯍꯜꯂꯛꯄꯒꯤ ꯂꯝꯕꯤ ꯁꯦꯝꯈꯤ꯫ ꯃꯍꯥꯛꯅ ꯏꯁꯤꯡꯗꯒꯤ ꯊꯣꯔꯛꯈꯤ ꯃꯥꯏꯄꯥꯛꯈꯤ ꯑꯃꯁꯨꯡ ꯃꯍꯥꯛꯀꯤ ꯃꯤꯌꯥꯝꯗ ꯃꯍꯩ ꯃꯔꯣꯡ ꯑꯗꯨ ꯄꯤꯈꯤ꯫ ꯃꯍꯥꯛꯀꯤ ꯊꯧꯅ ꯑꯗꯨꯅ ꯃꯈꯣꯏꯅ ꯑꯉꯛꯄ ꯄꯣꯛꯍꯟꯈꯤ ꯑꯃꯁꯨꯡ ꯋꯥꯔꯤ ꯑꯁꯤ ꯋꯥꯐꯝ ꯑꯃ ꯑꯣꯏꯔꯛꯈꯤ ꯃꯔꯝꯗꯤ ꯃꯍꯩ ꯃꯔꯣꯡ ꯑꯁꯤꯅ ꯃꯈꯣꯏ ꯄꯨꯝꯅꯃꯛꯄꯨ ꯁꯥꯡꯂꯕ ꯑꯃꯁꯨꯡ ꯍꯛꯆꯥꯡ ꯐꯕꯥ ꯄꯨꯟꯁꯤ ꯑꯃ ꯄꯤꯈꯤ꯫ ꯑꯃꯁꯨꯡ ꯃꯔꯝ ꯃꯁꯤꯅ ꯁꯃꯨꯗ꯭ꯔ ꯑꯁꯤꯅ ꯑꯔꯣꯏꯕꯗ ꯃꯁꯥꯒꯤ ꯃꯃꯜ ꯌꯥꯝꯂꯕ ꯊꯣꯏꯗꯣꯛꯄ ꯋꯥꯐꯝ ꯑꯃ ꯊꯥꯗꯣꯛꯈ꯭ꯔꯦ ꯂꯥꯛꯀꯗꯧꯔꯤꯕ ꯃꯤꯔꯣꯜꯁꯤꯡꯅ ꯅꯨꯡꯁꯤꯖꯔꯕ ꯑꯉꯛꯄ ꯃꯍꯩ ꯃꯔꯣꯡ ꯑꯃꯅꯤ